ꯑꯩꯍꯥꯛꯅ ꯑꯥꯁꯥ ꯇꯧꯔꯤ ꯃꯗꯨꯗꯤ ꯑꯗꯣꯝꯅ ꯐꯖꯅ ꯇꯧꯔꯤ ꯑꯃꯁꯨꯡ ꯑꯗꯣꯝꯒꯤ ꯅꯨꯃꯤꯠ ꯑꯁꯤ ꯑꯉꯛꯄ ꯍꯧꯔꯛꯐꯝ ꯑꯃ ꯑꯣꯏꯔꯦ꯫ ꯑꯩꯍꯥꯛꯅ ꯃꯇꯦꯡ ꯄꯥꯡꯅꯕ ꯑꯃꯁꯨꯡ ꯑꯗꯣꯝꯒꯤ ꯅꯨꯃꯤꯠ ꯑꯗꯨ ꯍꯦꯟꯅ ꯅꯤꯡꯊꯤꯅ ꯆꯠꯊꯅꯕ ꯇꯧꯕ ꯌꯥꯕ ꯀꯔꯤꯒꯨꯝꯕ ꯈꯔ ꯂꯩꯔꯕꯗꯤ ꯑꯩꯉꯣꯟꯗ ꯈꯪꯍꯟꯕꯤꯌꯨ꯫ ꯃꯦꯅꯦꯖꯔ ꯑꯃꯅ ꯃꯈꯣꯏꯒꯤ ꯇꯤꯝꯒ ꯀꯔꯝꯅ ꯊꯥꯖꯕ ꯍꯦꯟꯒꯠꯍꯟꯕꯒꯦ ꯍꯥꯏꯕꯒꯤ ꯈꯨꯗꯝ ꯑꯃ ꯑꯩꯉꯣꯟꯗ ꯄꯤꯕꯤꯌꯨ꯫ ꯃꯦꯅꯦꯖꯔ ꯑꯃꯅ ꯃꯈꯣꯏꯒꯤ ꯇꯤꯝꯒ ꯂꯣꯏꯅꯅ ꯊꯥꯖꯕ ꯍꯦꯟꯒꯠꯍꯟꯕꯒꯤ ꯃꯑꯣꯡ ꯑꯃꯗꯤ ꯂꯦꯞꯇꯅ ꯑꯃꯨꯛꯇꯪ ꯑꯃꯁꯨꯡ ꯄꯨꯛꯆꯦꯜ ꯁꯦꯡꯕ ꯄꯥꯎ ꯐꯥꯎꯅꯕꯅꯤ꯫ ꯃꯁꯤ ꯑꯦꯝꯄ꯭ꯂꯣꯌꯔꯁꯤꯡꯅ ꯃꯈꯣꯏꯒꯤ ꯋꯥꯈꯜꯂꯣꯟꯁꯤꯡ, ꯋꯥꯈꯜꯂꯣꯟꯁꯤꯡ ꯑꯃꯁꯨꯡ ꯑꯋꯥꯕꯁꯤꯡ ꯁꯦꯌꯔ ꯇꯧꯅꯕ ꯄꯨꯛꯅꯤꯡ ꯊꯧꯒꯠꯄ ꯆꯥꯡ ꯅꯥꯏꯅ ꯇꯤꯝꯒꯤ ꯃꯤꯐꯝꯁꯤꯡ ꯁꯦꯝꯒꯠꯇꯨꯅ ꯄꯥꯡꯊꯣꯛꯄ ꯌꯥꯏ꯫ ꯃꯈꯣꯏꯒꯤ ꯇꯤꯝꯒꯤ ꯃꯦꯝꯕꯔꯁꯤꯡꯒꯤ ꯋꯥꯐꯝꯁꯤꯡ ꯑꯦꯛꯇꯤꯚ ꯑꯣꯏꯅ ꯇꯥꯗꯨꯅ ꯑꯃꯁꯨꯡ ꯃꯊꯧ ꯇꯥꯔꯛꯄ ꯃꯇꯝꯗ ꯁꯄꯣꯔꯠ ꯄꯤꯗꯨꯅ, ꯃꯦꯅꯦꯖꯔ ꯑꯗꯨꯅ ꯄꯨꯟꯅ ꯊꯕꯛ ꯇꯧꯃꯤꯟꯅꯗꯨꯅ ꯑꯃꯁꯨꯡ ꯏꯟꯀ꯭ꯂꯨꯁꯤꯚ ꯑꯣꯏꯕ ꯊꯕꯛꯀꯤ ꯑꯀꯣꯏꯔꯣꯟ ꯑꯃ ꯁꯦꯝꯅꯕ ꯃꯈꯣꯏꯒꯤ ꯋꯥꯁꯛ ꯑꯗꯨ ꯎꯠꯄ ꯉꯝꯒꯅꯤ꯫ ꯃꯁꯤꯒꯤ ꯃꯊꯛꯇ, ꯃꯈꯣꯏꯒꯤ ꯋꯥꯁꯛꯁꯤꯡ ꯑꯗꯨ ꯂꯦꯞꯇꯅ ꯉꯥꯛꯅ ꯆꯠꯇꯨꯅ ꯑꯃꯁꯨꯡ ꯃꯈꯣꯏꯒꯤ ꯊꯕꯛꯁꯤꯡꯒꯤꯗꯃꯛ ꯑꯦꯀꯥꯎꯟꯇꯦꯕꯤꯂꯤꯇꯤ ꯂꯧꯗꯨꯅ, ꯃꯦꯅꯦꯖꯔꯅ ꯃꯈꯣꯏꯒꯤ ꯇꯤꯝꯒ ꯃꯈꯥ ꯇꯥꯅ ꯊꯥꯖꯕ ꯊꯝꯕ ꯉꯝꯒꯅꯤ꯫ ꯋꯥꯍꯩ ꯑꯅꯤ ꯑꯁꯤ ꯑꯔꯊꯗ ꯑꯍꯣꯡꯕ ꯑꯃꯠꯇ ꯂꯩꯇꯅ ꯄꯨꯟꯅ ꯊꯝꯖꯤꯜꯂꯨ꯫ ꯎꯃꯪ ꯑꯁꯤ ꯅꯤꯡꯊꯤꯖꯅ ꯂꯩ꯫ ꯅꯨꯡꯁꯤꯠ ꯑꯃꯠꯇ ꯂꯩꯇꯦ꯫ ꯎꯃꯪ ꯑꯁꯤ ꯅꯨꯡꯁꯤꯠ ꯑꯃꯠꯇ ꯂꯩꯇꯅ ꯅꯤꯡꯊꯤꯖꯅ ꯂꯩ꯫ ꯃꯌꯦꯛ ꯁꯦꯡꯕ ꯃꯁꯛ ꯇꯥꯛꯄ ꯌꯥꯎꯍꯟꯅꯕ ꯍꯧꯖꯤꯛ ꯂꯩꯔꯤꯕ ꯇꯦꯛꯁ ꯑꯃ ꯑꯃꯨꯛ ꯍꯟꯅ ꯏꯕꯤꯌꯨ꯫ ꯑꯦꯂꯤꯁꯅ ꯀꯝꯄ꯭ꯌꯨꯇꯔꯒꯤ ꯃꯃꯥꯡꯗ ꯐꯝꯂꯒ ꯇꯥꯏꯞ ꯇꯧꯕ ꯍꯧꯔꯛꯏ꯫ ꯋꯥꯔꯦꯞ ꯂꯧꯕꯒꯤ ꯅꯨꯡꯁꯤꯠ ꯑꯃꯒ ꯂꯣꯏꯅꯅ ꯑꯦꯂꯤꯁꯅ ꯃꯍꯥꯛꯀꯤ ꯄ꯭ꯂꯥꯁ, ꯀꯨꯁꯟ ꯆꯦꯌꯔꯗ ꯌꯥꯝꯅ ꯅꯨꯡꯉꯥꯏꯅ ꯂꯦꯞꯂꯒ ꯃꯍꯥꯛꯀꯤ ꯄꯣꯂꯤꯁ ꯇꯧꯔꯕ ꯎꯒꯤ ꯗꯦꯛꯁꯀꯤ ꯃꯊꯛꯇ ꯂꯦꯞꯂꯤꯕ ꯁꯦꯡꯂꯕ ꯗꯦꯛꯁꯇꯣꯞ ꯀꯝꯄ꯭ꯌꯨꯇꯔ ꯑꯗꯨꯗ ꯁ꯭ꯀꯨꯠ ꯇꯧꯗꯨꯅ ꯆꯠꯈꯤ꯫ ꯃꯍꯥꯛꯀꯤ ꯋꯥꯈꯜꯁꯤꯡ ꯑꯗꯨ ꯁ꯭ꯀꯔꯤꯟꯗ ꯊꯨꯒꯥꯏꯕ ꯍꯧꯔꯛꯄ ꯃꯇꯝꯗ ꯃꯍꯥꯛꯀꯤ ꯃꯈꯨꯠꯁꯤꯡꯅ ꯌꯥꯝꯅ ꯊꯋꯥꯏ ꯌꯥꯎꯅ ꯅꯥꯠꯀꯤ ꯑꯣꯏꯕ ꯃꯑꯣꯡꯗ ꯅꯥꯟꯊꯣꯛꯈꯤ, ꯔꯤꯗꯝ ꯇꯦꯞ ꯑꯗꯨꯅ ꯔꯨꯝ ꯑꯗꯨ ꯄꯥꯟꯗꯝ ꯑꯃꯁꯨꯡ ꯄꯣꯠꯊꯣꯛ ꯄꯨꯊꯣꯛꯄꯒꯤ ꯋꯥꯈꯜꯂꯣꯟ ꯑꯃꯅ ꯃꯄꯨꯡ ꯐꯥꯍꯟꯈꯤ꯫ ꯃꯈꯥꯗ ꯄꯤꯔꯤꯕ ꯋꯥꯍꯩꯁꯤꯡ ꯑꯁꯤ ꯇꯣꯉꯥꯟ ꯇꯣꯉꯥꯟꯕ ꯋꯥꯍꯩ ꯃꯈꯜꯁꯤꯡꯗ ꯈꯥꯏꯗꯣꯛꯎ – ꯏꯟꯇꯔꯔꯣꯒꯦꯇꯤꯕ, ꯏꯝꯄꯦꯔꯦꯇꯤꯕ, ꯑꯃꯁꯨꯡ ꯗꯤꯀ꯭ꯂꯔꯦꯇꯤꯕ꯫ ꯃꯁꯤ ꯑꯩꯅ ꯇꯧꯕ ꯉꯝꯗꯦ꯫ ꯗꯤꯀ꯭ꯂꯔꯦꯇꯤꯕ ꯑꯣꯏꯕ꯫ ꯍꯔꯥꯎꯕꯒꯤ ꯋꯥꯈꯜꯂꯣꯟ ꯑꯗꯨ ꯂꯧꯁꯤꯟꯕ ꯉꯝꯕ ꯃꯦꯇꯥꯐꯣꯔ ꯑꯃ ꯁꯦꯝꯃꯨ꯫ ꯍꯔꯥꯎꯕ ꯑꯁꯤ ꯌꯥꯝꯅ ꯆꯥꯎꯔꯕ ꯕꯒꯥꯟ ꯑꯃꯒꯨꯝꯕꯅꯤ, ꯃꯐꯝ ꯑꯗꯨꯗ ꯊꯋꯥꯏ ꯌꯥꯎꯕ ꯐꯨꯜꯁꯤꯡꯅ ꯐꯨꯝꯖꯤꯜꯂꯤ ꯑꯃꯁꯨꯡ ꯃꯆꯤꯟ-ꯃꯅꯥꯎꯁꯤꯡꯅ ꯅꯨꯡꯁꯤꯠꯄꯨ ꯊꯨꯝꯖꯤꯜꯂꯤ, ꯃꯐꯝ ꯑꯗꯨꯗ ꯃꯍꯤꯛꯁꯤꯡꯅ ꯍꯨꯔꯥꯟꯕ ꯑꯃꯁꯨꯡ ꯎꯆꯦꯛꯁꯤꯡꯅ ꯏꯁꯩ ꯁꯛꯏ, ꯑꯃꯁꯨꯡ ꯈꯣꯡꯊꯥꯡ ꯈꯨꯗꯤꯡꯃꯛꯅ ꯊꯝꯃꯣꯏꯕꯨ ꯅꯨꯡꯉꯥꯏꯕ ꯑꯃꯁꯨꯡ ꯅꯨꯡꯉꯥꯏꯕꯅ ꯊꯜꯂꯕ ꯃꯐꯝ ꯑꯃꯅꯤ꯫ ꯐꯥꯏꯅꯥꯟꯁꯀꯤ ꯂꯝꯗ ꯕ꯭ꯂꯣꯛꯆꯦꯟ ꯇꯦꯛꯅꯣꯂꯣꯖꯤꯒꯤ ꯑꯦꯄ꯭ꯂꯤꯀꯦꯁꯟꯒꯤ ꯃꯇꯥꯡꯗ ꯁꯟꯗꯣꯛꯅ ꯇꯥꯛꯄꯤꯌꯨ꯫ ꯕ꯭ꯂꯣꯛꯆꯦꯟ ꯇꯦꯛꯅꯣꯂꯣꯖꯤꯅ ꯁꯦꯜ-ꯊꯨꯝꯒꯤ ꯏꯟꯗꯁꯇ꯭ꯔꯤꯗ ꯑꯍꯣꯡꯕ ꯄꯨꯔꯛꯄꯗ ꯑꯆꯧꯕ ꯄꯣꯇꯦꯟꯁꯤꯌꯦꯜ ꯑꯃ ꯎꯠꯂꯦ꯫ ꯇꯦꯛꯅꯣꯂꯣꯖꯤ ꯑꯁꯤꯅ ꯃꯃꯜ ꯍꯟꯊꯍꯟꯗꯨꯅ ꯑꯃꯁꯨꯡ ꯏꯐꯤꯁꯤꯑꯦꯟꯁꯤ ꯍꯦꯟꯒꯠꯍꯟꯗꯨꯅ ꯗꯤꯁꯦꯟꯇ꯭ꯔꯦꯂꯥꯏꯖꯦꯁꯟ, ꯇ꯭ꯔꯥꯟꯁꯄꯔꯦꯟꯁꯤ, ꯑꯃꯁꯨꯡ ꯁꯦꯀ꯭ꯌꯨꯔꯤꯇꯤꯒꯤ ꯈꯨꯗꯣꯡꯆꯥꯕ ꯄꯤꯔꯤ꯫ ꯐꯥꯏꯅꯥꯟꯁꯇ ꯕ꯭ꯂꯣꯀꯆꯦꯟ ꯇꯦꯛꯅꯣꯂꯣꯖꯤꯒꯤ ꯍꯧꯖꯤꯛ ꯑꯃꯁꯨꯡ ꯑꯣꯏꯊꯣꯛꯄ ꯌꯥꯕ ꯑꯦꯄ꯭ꯂꯤꯀꯦꯁꯟ ꯈꯔꯗꯤ ꯃꯈꯥꯗ ꯄꯤꯔꯤ꯫ ꯀ꯭ꯔꯤꯞꯇꯣꯀꯔꯦꯟꯁꯤ: ꯐꯥꯏꯅꯥꯟꯁꯇ ꯕ꯭ꯂꯣꯛꯆꯦꯟꯒꯤ ꯈ꯭ꯋꯥꯏꯗꯒꯤ ꯃꯃꯤꯡ ꯆꯠꯄ ꯑꯦꯄ꯭ꯂꯤꯀꯦꯁꯟ ꯑꯁꯤ ꯕꯤꯠꯆꯣꯟ ꯑꯃꯁꯨꯡ ꯏꯊꯠꯁꯤꯡꯒꯨꯝꯕ ꯀ꯭ꯔꯤꯞꯇꯣꯀꯔꯦꯟꯁꯤꯁꯤꯡ ꯁꯦꯝꯕꯅꯤ꯫ ꯗꯤꯁꯦꯟꯇ꯭ꯔꯦꯂꯥꯏꯖ ꯇꯧꯔꯕ ꯁꯦꯟꯐꯝꯒꯤ ꯃꯑꯣꯡꯁꯤꯡ ꯑꯁꯤꯅ ꯉꯝꯈꯩ ꯂꯥꯟꯗꯨꯅ ꯊꯨꯅ ꯑꯃꯁꯨꯡ ꯂꯦꯝꯅ ꯇ꯭ꯔꯥꯟꯖꯦꯛꯁꯟꯁꯤꯡ ꯇꯧꯕ ꯌꯥꯍꯜꯂꯤ, ꯃꯁꯤꯅ ꯃꯈꯣꯏꯕꯨ ꯇ꯭ꯔꯦꯗꯤꯁꯅꯦꯜ ꯕꯦꯡꯀꯤꯡꯒꯤ ꯃꯍꯨꯠꯇ ꯄꯨꯛꯅꯤꯡ ꯆꯤꯡꯁꯤꯟꯅꯤꯡꯉꯥꯏ ꯑꯣꯏꯕ ꯑꯜꯇꯔꯅꯦꯇꯤꯕ ꯑꯃ ꯑꯣꯏꯍꯜꯂꯤ꯫ ꯁ꯭ꯃꯥꯔꯠ ꯀꯟꯇ꯭ꯔꯦꯛꯁꯤꯡ: ꯃꯁꯤ ꯑꯀꯛꯅꯕ ꯀꯟꯗꯤꯁꯟꯁꯤꯡ ꯊꯨꯡꯂꯕ ꯃꯇꯝꯗ ꯃꯁꯥ ꯃꯊꯟꯇ ꯑꯦꯛꯁꯦꯁꯤꯕꯜ ꯑꯣꯏꯕ ꯃꯁꯥꯅ ꯃꯁꯥꯕꯨ ꯊꯕꯛ ꯄꯤꯖꯕ ꯀꯟꯇ꯭ꯔꯦꯛꯁꯤꯡꯅꯤ꯫ ꯃꯁꯤꯅ ꯏꯟꯇꯔꯃꯦꯗꯤꯑꯦꯔꯤꯁꯤꯡꯒꯤ ꯃꯊꯧ ꯇꯥꯕ ꯑꯗꯨ ꯀꯣꯛꯍꯜꯂꯤ, ꯃꯃꯜ ꯍꯟꯊꯍꯜꯂꯤ ꯑꯃꯁꯨꯡ ꯁꯦꯜ-ꯊꯨꯝꯒꯤ ꯇ꯭ꯔꯥꯟꯖꯦꯛꯁꯟꯁꯤꯡꯒꯤ ꯈꯣꯡꯖꯦꯜ ꯍꯦꯟꯒꯠꯍꯜꯂꯤ꯫ ꯇ꯭ꯔꯦꯗꯤꯡ ꯑꯃꯁꯨꯡ ꯁꯦꯇꯜꯃꯦꯟꯠ: ꯕ꯭ꯂꯣꯛꯆꯦꯟ ꯇꯦꯛꯅꯣꯂꯣꯖꯤꯅ ꯇ꯭ꯔꯦꯗꯤꯡ ꯑꯃꯁꯨꯡ ꯁꯦꯇꯜꯃꯦꯟꯠꯀꯤ ꯊꯧꯑꯣꯡ ꯑꯁꯤ ꯔꯤꯑꯦꯜ-ꯇꯥꯏꯝ ꯁꯦꯇꯜꯃꯦꯟꯠ ꯇꯧꯕ ꯌꯥꯍꯟꯗꯨꯅ, ꯁꯦꯜ ꯊꯥꯗꯕꯒꯤ ꯈꯨꯗꯣꯡꯊꯤꯕ ꯍꯟꯊꯍꯟꯗꯨꯅ ꯑꯃꯁꯨꯡ ꯊꯧꯑꯣꯡꯁꯤꯡ ꯁ꯭ꯇꯔꯤꯝꯂꯥꯏꯟ ꯇꯧꯗꯨꯅ ꯇ꯭ꯔꯦꯗꯤꯡ ꯑꯃꯁꯨꯡ ꯁꯦꯇꯜꯃꯦꯟꯠꯀꯤ ꯊꯧꯑꯣꯡ ꯑꯁꯤ ꯌꯥꯝꯅ ꯊꯨꯅ, ꯁꯦꯟꯗꯣꯡ ꯂꯩꯕ ꯑꯃꯁꯨꯡ ꯍꯦꯟꯅ ꯁꯦꯛꯌꯨꯔ ꯑꯣꯏꯍꯟꯕ ꯉꯝꯒꯅꯤ꯫